ꯂꯣꯢꯇꯥꯝ ꯊꯥ ꯍꯥꯢꯕꯁꯤ ꯃꯇꯝꯒꯤ ꯆꯠꯅꯕꯤꯁꯤ ꯆꯍꯤ ꯑꯃꯕꯨ ꯁꯔꯨꯛ ꯇꯔꯥꯅꯤꯊꯣꯏ ꯊꯣꯛꯅ ꯈꯥꯢꯗꯣꯛꯄꯒꯤ ꯁꯔꯨꯛ ꯑꯃꯅꯤ꯫ ꯃꯁꯤ ꯊꯥ ꯍꯥꯢꯕꯗꯤ ꯊꯥꯒꯤ ꯈꯣꯡꯆꯠꯀ ꯑꯌꯥꯝꯕ ꯃꯇꯝꯗ ꯃꯥꯟꯅꯅ ꯆꯠꯂꯤ꯫ ꯁꯤꯁꯨ ꯌꯦꯡꯉꯨ ꯃꯇꯦꯡ ꯂꯧꯔꯛꯐꯝ ꯊꯥ ꯏꯁꯩ ꯑꯁꯤ ꯃꯤꯇꯩꯂꯣꯟꯒꯤ ꯃꯃꯤꯡ ꯂꯩꯕ ꯏꯁꯩ ꯃꯌꯥꯝꯒꯤ ꯃꯅꯨꯡꯗꯒꯤ ꯑꯃꯅꯤ꯫ ꯏꯁꯩ ꯃꯌꯦꯛ ꯃꯁꯤꯁꯨ ꯌꯦꯡꯕꯤꯌꯨ ꯃꯇꯦꯡ ꯂꯧꯔꯛꯐꯨꯃ ꯃꯆꯥꯈꯥꯏꯕ ꯃꯤꯇꯩꯂꯣꯟꯒꯤ ꯏꯁꯩꯁꯤꯡ ꯃꯤꯇꯦꯏꯂꯣꯟꯒꯤ ꯊꯥ ꯇꯥꯔꯥꯅꯤꯊꯣꯏ ꯃꯃꯤꯡ ꯋꯥꯀꯣꯛꯂꯣꯟ ꯍꯤꯂꯦꯜ ꯊꯤꯂꯦꯜ ꯁꯥꯂꯥꯏ ꯑꯃꯥꯏ ꯏꯂꯣꯟ ꯄꯨꯀꯣꯛ ꯄꯨꯌꯥ ꯑꯃꯗꯤ ꯊꯥꯂꯣꯟ ꯒꯤ ꯃꯇꯨꯡ ꯏꯟꯅ꯫ ꯋꯥꯛꯆꯤꯡ ꯐꯥꯏꯔꯦꯜ ꯂꯝꯇꯥ ꯁꯥꯖꯤꯕꯨ ꯀꯥꯂꯦꯟ ꯏꯉꯥ ꯏꯉꯦꯟ ꯊꯧꯋꯥꯟ ꯂꯥꯡꯄꯟ ꯃꯦꯔꯥ ꯍꯤꯌꯥꯡꯀꯩ ꯄꯣꯏꯅꯨ ꯃꯇꯦꯡ ꯂꯧꯔꯛꯐꯝ ꯊꯥ ꯇꯔꯅꯤꯊꯣꯏ ꯊꯥ ꯍꯥꯢꯔꯒ ꯈꯪꯂꯤꯕꯁꯤ ꯊꯥ (ꯃꯇꯝ) ꯊꯥ (ꯊꯄꯤ)- ꯃꯂꯦꯝꯒꯤ ꯑꯀꯣꯏꯕꯗ ꯀꯣꯏꯗꯨꯅ ꯆꯠꯂꯤꯕ꯫ "ꯊꯥꯂꯣꯟ ꯄꯨꯌꯥ" (ꯊꯥꯔꯣꯟ ꯄꯨꯌꯥ) ꯑꯁꯤ ꯃꯤꯇꯩꯒꯤ ꯃꯤꯇꯩ ꯊꯥꯄꯥꯂꯣꯟꯒꯤ ꯂꯣꯢꯗꯥꯝ ꯊꯥꯁꯤꯡꯒꯤ ꯃꯃꯤꯡ ꯊꯣꯟꯈꯤꯕ ꯃꯇꯥꯡꯗ ꯏꯕ ꯄꯨꯌꯥ ꯑꯃꯅꯤ꯫ ꯃꯁꯤꯁꯨ ꯌꯦꯡꯕꯤꯌꯨ ꯃꯇꯦꯡ ꯂꯧꯔꯛꯐꯝ ꯃꯆꯥꯈꯥꯏꯕ ꯃꯤꯇꯩꯂꯣꯟꯒꯤ ꯑꯔꯤꯕ ꯈꯨꯠꯏ ꯂꯥꯢꯔꯤꯛꯁꯤꯡ ꯃꯁꯤ ꯀꯪꯂꯩꯄꯥꯛ (ꯃꯅꯤꯄꯨꯔ) ꯒꯤ ꯃꯄꯨꯡ ꯑꯣꯢꯕ ꯃꯤꯑꯣꯢ ꯐꯨꯔꯨꯞ ꯑꯣꯢꯔꯤꯕ ꯃꯤꯇꯩ ꯀꯥꯡꯂꯨꯞ (ꯃꯩꯇꯩ ꯀꯥꯡꯂꯨꯞ) ꯀꯤ ꯅꯨꯄꯤꯁꯤꯡꯗ ꯀꯧꯅꯕ ꯃꯤꯡ ꯑꯃꯅꯤ꯫ ꯃꯇꯦꯡ ꯂꯧꯔꯛꯐꯝ ꯃꯆꯥꯈꯥꯏꯕ:ꯃꯤꯇꯩ ꯅꯨꯄꯤꯒꯤ ꯃꯃꯤꯡꯁꯤꯡ ꯊꯥꯂꯥꯁꯁꯥ ꯑꯁꯤ ꯒ꯭ꯔꯤꯛꯀꯤ ꯃꯤ ꯂꯥꯢ ꯇꯤꯟꯒꯤ ꯋꯥꯔꯤꯗ ꯌꯥꯎꯕꯤ ꯂꯥꯢꯔꯦꯝꯕꯤ ꯑꯃꯅꯤ꯫ ꯃꯍꯥꯛ ꯑꯁꯤ ꯏꯂꯦꯟꯄꯨꯡꯒꯤ ꯂꯥꯢꯔꯦꯝꯕꯤ ꯑꯃꯅꯤ꯫ ꯃꯇꯦꯡ ꯂꯧꯔꯛꯐꯝ ꯃꯁꯤ ꯀꯪꯂꯩꯄꯥꯛ (ꯃꯅꯤꯄꯨꯔ) ꯒꯤ ꯃꯄꯨꯡ ꯑꯣꯢꯕ ꯃꯤꯑꯣꯢ ꯐꯨꯔꯨꯞ ꯑꯣꯢꯔꯤꯕ ꯃꯤꯇꯩ ꯀꯥꯡꯂꯨꯞ (ꯃꯩꯇꯩ ꯀꯥꯡꯂꯨꯞ) ꯀꯤ ꯅꯨꯄꯤꯁꯤꯡꯗ ꯀꯧꯅꯕ ꯃꯤꯡ ꯑꯃꯅꯤ꯫ ꯃꯇꯦꯡ ꯂꯧꯔꯛꯐꯝ ꯃꯆꯥꯈꯥꯏꯕ ꯃꯤꯇꯩ ꯅꯨꯄꯤꯒꯤ ꯃꯃꯤꯡꯁꯤꯡ ꯊꯥꯂꯩꯃ (ꯊꯥꯔꯩꯃ) ꯑꯁꯤ ꯃꯤꯇꯩ ꯂꯥꯢꯅꯤꯡ (ꯁꯅꯥꯃꯍꯤ ꯂꯥꯏꯅꯤꯡ) ꯑꯃꯗꯤ ꯃꯤꯇꯩ ꯃꯤ ꯂꯥꯢ ꯇꯤꯟꯒꯤ ꯋꯥꯔꯤꯗ ꯌꯥꯎꯕꯤ ꯊꯥ (ꯊꯄꯤ)ꯒꯤ ꯂꯥꯢꯔꯦꯝꯕꯤ ꯑꯃꯅꯤ꯫ ꯃꯍꯥꯛꯁꯤ ꯍꯧꯖꯤꯛꯀꯤ ꯃꯤꯂꯣꯜꯅ ꯌ ꯝꯅ ꯈꯪꯕꯤꯗ꯭ꯔꯕ ꯑꯣꯢꯔꯦ꯫ ꯑꯗꯨꯕꯨ ꯍꯧꯖꯤꯛꯁꯨ ꯂꯥꯢꯔꯦꯝꯕꯤ ꯏꯃꯥ ꯑꯁꯤ ꯃꯅꯤꯄꯨꯔ (ꯀꯪꯂꯩꯄꯥꯛ) ꯀꯤ ꯅꯣꯡꯄꯣꯛ ꯏꯝꯐꯥꯜ ꯄꯅꯥꯒꯤ ꯈꯨꯔꯥꯢ ꯂꯝꯂꯦꯟꯗ ꯂꯥꯢꯁꯪ ꯁꯥꯗꯨꯅ ꯆꯍꯤ ꯈꯨꯗꯤꯡꯒꯤ ꯂꯥꯢ ꯍꯔꯥꯎꯕ ꯀꯨꯝꯃꯩ ꯄꯥꯡꯊꯣꯛꯇꯨꯅ ꯏꯔꯥꯠ ꯊꯧꯅꯤꯅꯔꯤ꯫ ꯃꯇꯦꯡ ꯂꯧꯔꯛꯐꯝ ꯃꯁꯤ ꯀꯪꯂꯩꯄꯥꯛ (ꯃꯅꯤꯄꯨꯔ) ꯒꯤ ꯃꯄꯨꯡ ꯑꯣꯢꯕ ꯃꯤꯑꯣꯢ ꯐꯨꯔꯨꯞ ꯑꯣꯢꯔꯤꯕ ꯃꯤꯇꯩ ꯀꯥꯡꯂꯨꯞ (ꯃꯩꯇꯩ ꯀꯥꯡꯂꯨꯞ) ꯀꯤ ꯅꯨꯄꯤꯁꯤꯡꯗ ꯀꯧꯅꯕ ꯃꯤꯡ ꯑꯃꯅꯤ꯫ ꯃꯇꯦꯡ ꯂꯧꯔꯛꯐꯝ ꯃꯆꯥꯈꯥꯏꯕ ꯃꯤꯇꯩ ꯅꯨꯄꯤꯒꯤ ꯃꯃꯤꯡꯁꯤꯡ ꯃꯁꯤ ꯀꯪꯂꯩꯄꯥꯛ (ꯃꯅꯤꯄꯨꯔ) ꯒꯤ ꯃꯄꯨꯡ ꯑꯣꯢꯕ ꯃꯤꯑꯣꯢ ꯐꯨꯔꯨꯞ ꯑꯣꯢꯔꯤꯕ ꯃꯤꯇꯩ ꯀꯥꯡꯂꯨꯞ (ꯃꯩꯇꯩ ꯀꯥꯡꯂꯨꯞ) ꯀꯤ ꯅꯨꯄꯥꯁꯤꯡꯗ ꯀꯧꯅꯕ ꯃꯃꯤꯡ ꯑꯃꯅꯤ꯫ ꯃꯇꯦꯡ ꯂꯧꯔꯛꯐꯝ ꯃꯆꯥꯈꯥꯏꯕ ꯃꯤꯇꯩ ꯅꯨꯄꯥꯒꯤ ꯃꯃꯤꯡꯁꯤꯡ ꯊꯥꯅꯤꯜ ꯍꯥꯏꯕꯁꯤ ꯊꯥꯒꯤ ꯃꯃꯥꯏ ꯑꯃꯅꯤ ꯃꯂꯦꯝ ꯁꯤꯗꯒꯤ ꯌꯦꯡꯕ ꯃꯇꯝꯗ ꯊꯥ ꯅꯥ ꯃꯄꯨꯡ ꯐꯥꯅꯥ ꯆꯥꯎꯅꯥ ꯀꯣꯏꯅꯥ ꯄꯥꯛꯅꯥ ꯎꯕ ꯃꯇꯝꯅꯤ꯫ ꯃꯁꯤ ꯃꯂꯦꯝ ꯑꯄꯥꯛꯉꯥ ꯁꯤ ꯅꯥ ꯅꯨꯃꯤꯠ ꯑꯃꯁꯨꯡ ꯊ ꯒꯤ ꯃꯔꯛꯇꯥ ꯆꯞ ꯆꯥꯅꯥ ꯂꯩꯕ ꯃꯇꯝꯗ ꯊꯣꯛ ꯏ꯫ ꯃꯁꯤꯅꯥ ꯃꯔꯝ ꯑꯣꯏꯔꯒ ꯊꯥꯅꯤꯜ ꯁꯤ ꯊꯥ ꯑꯗꯨꯒꯤ ꯇꯔꯃꯔꯤ ꯄꯥꯟꯕ ꯅꯠꯇꯔꯒ ꯇꯔꯥꯃꯥꯉꯥ ꯄꯥꯟꯕ ꯅꯨꯃꯤꯠꯁꯤꯡꯗ ꯑꯣꯏ꯫ ꯃꯔꯝꯗꯤ ꯊꯄꯥꯂꯣꯟ ꯒꯤ ꯆꯩꯆꯠ ꯇꯥ ꯊꯥ ꯑꯃꯥꯁꯤ ꯅꯨꯃꯤꯠ ꯀꯨꯟꯃꯄꯥꯜ ꯅꯠꯇꯔꯒ ꯅꯨꯃꯤꯠ ꯀꯨꯟꯊꯔꯥ ꯑꯣꯏꯕꯒꯤꯅꯤ꯫